ꯑꯅꯧꯕꯥ ꯁ꯭ꯀꯨꯜ ꯑꯃꯗꯥ ꯃꯍꯩꯔꯣꯏ ꯑꯃꯒꯤ ꯑꯍꯥꯟꯕꯥ ꯅꯨꯃꯤꯠꯀꯤ ꯋꯥꯔꯤ ꯑꯃꯥ ꯏꯕꯤꯌꯨ꯫ ꯁ꯭ꯀꯨꯜꯒꯤ ꯑꯍꯥꯟꯕꯥ ꯅꯨꯃꯤꯠꯅꯤ ꯑꯃꯁꯨꯡ ꯏꯃꯤꯂꯤꯌꯥꯅꯥ ꯃꯍꯥꯛꯀꯤ ꯃꯀꯣꯛꯊꯣꯡꯕꯗꯥ ꯅꯨꯡꯉꯥꯏꯕꯥ ꯑꯃꯁꯨꯡ ꯋꯥꯈꯜ ꯅꯨꯡꯉꯥꯏꯇꯕꯒꯤ ꯃꯆꯤꯟ-ꯃꯅꯥꯎ ꯑꯣꯏꯕꯥ ꯃꯃꯤ ꯇꯥꯕꯥ ꯍꯧꯔꯛꯈꯤ꯫ ꯃꯍꯥꯛ ꯍꯧꯖꯤꯛ ꯏꯃꯨꯡ ꯃꯅꯨꯡꯒꯥ ꯂꯣꯏꯅꯅꯥ ꯑꯅꯧꯕꯥ ꯁꯍꯔ ꯑꯃꯗꯥ ꯆꯠꯈꯤ ꯑꯃꯁꯨꯡ ꯃꯍꯥꯛꯀꯤꯗꯃꯛ ꯄꯨꯝꯅꯃꯛ ꯑꯅꯧꯕꯥ ꯑꯣꯏꯈꯤ꯫ ꯉꯁꯤꯗꯤ ꯃꯍꯥꯛꯀꯤ ꯑꯅꯧꯕꯥ ꯁ꯭ꯀꯨꯜꯗꯥ ꯇꯝꯂꯒꯥ ꯑꯅꯧꯕꯥ ꯃꯔꯨꯞꯁꯤꯡꯒꯥ ꯂꯣꯏꯅꯅꯥ ꯆꯠꯀꯗꯧꯔꯤꯕꯅꯤ꯫ ꯏꯃꯤꯂꯤꯅꯥ ꯃꯍꯥꯛꯀꯤ ꯕꯦꯛꯄꯦꯛ ꯑꯗꯨ ꯈꯨꯠ ꯑꯃꯗꯥ ꯌꯥꯜꯂꯒꯥ ꯃꯍꯥꯛꯀꯤ ꯂꯟꯆ ꯕꯣꯛꯁ ꯑꯗꯨ ꯃꯍꯥꯛꯀꯤ ꯃꯈꯨꯠ ꯑꯃꯅꯥ ꯄꯥꯏꯔꯒ ꯊꯣꯔꯛꯄꯥ ꯃꯇꯝꯗꯥ ꯇꯞꯅꯥ ꯇꯞꯅꯥ ꯑꯆꯧꯕꯥ ꯕꯤꯜꯗꯤꯡ ꯑꯗꯨꯒꯤ ꯃꯅꯥꯛꯇꯥ ꯆꯠꯈꯤ꯫ ꯁ꯭ꯀꯨꯜ ꯑꯗꯨ ꯃꯍꯥꯛꯅꯥ ꯍꯥꯟꯅꯥ ꯇꯝꯂꯝꯕꯥ ꯁ꯭ꯀꯨꯜ ꯑꯗꯨꯗꯒꯤ ꯇꯣꯉꯥꯜꯂꯝꯃꯤ, ꯃꯗꯨ ꯌꯥꯝꯅꯥ ꯆꯥꯎꯏ ꯑꯃꯁꯨꯡ ꯇꯣꯉꯥꯟꯕꯥ ꯂꯦꯑꯥꯎꯠ ꯑꯃꯥ ꯂꯩꯔꯝꯃꯤ꯫ ꯏꯃꯤꯂꯤꯌꯥꯅꯥ ꯊꯋꯥꯏ ꯌꯥꯎꯅꯥ ꯁ꯭ꯀꯨꯜꯗꯥ ꯆꯪꯂꯛꯏ꯫ ꯍꯣꯜꯋꯦꯗ ꯆꯠꯂꯤꯉꯩꯗꯥ ꯑꯅꯧꯕꯥ ꯃꯍꯩꯔꯣꯏ ꯑꯗꯨꯒꯤ ꯃꯔꯝꯗꯥ ꯈꯪꯅꯤꯡꯕꯥ ꯃꯤꯠꯌꯦꯡ ꯑꯗꯨꯅꯥ ꯃꯍꯥꯛꯀꯤ ꯃꯇꯨꯡ ꯏꯟꯗꯨꯅꯥ ꯆꯠꯂꯤꯕꯥ ꯑꯗꯨ ꯐꯥꯎꯈꯤ꯫ ꯏꯃꯤꯂꯤꯌꯥꯅꯥ ꯃꯅꯣꯛꯈꯤ ꯑꯃꯁꯨꯡ ꯃꯍꯥꯛꯀꯤ ꯍꯣꯝꯔꯨꯝ ꯀ꯭ꯂꯥꯁꯇꯥ ꯆꯪꯗ꯭ꯔꯤꯉꯩꯗꯥ ꯃꯍꯩꯔꯣꯏ ꯃꯔꯤꯗꯥ ꯃꯤꯠꯌꯦꯡ ꯊꯝꯈꯤ꯫ ꯃꯍꯥꯛ ꯃꯁꯥꯃꯛꯄꯨ ꯑꯣꯖꯥꯒꯥ ꯁꯝꯅꯍꯟꯗꯨꯅꯥ ꯑꯍꯥꯡꯕꯥ ꯗꯦꯛꯁ ꯑꯃꯗꯥ ꯐꯝꯈꯤ꯫ ꯏꯃꯤꯂꯤꯅꯥ ꯑꯣꯖꯥꯒꯤ ꯋꯥꯐꯝ ꯅꯤꯡꯊꯤꯖꯅꯥ ꯇꯥꯕꯥ ꯑꯃꯁꯨꯡ ꯅꯣꯠꯁꯤꯡ ꯁꯦꯝꯖꯤꯟꯕ ꯁꯥꯖꯤꯟꯕꯒꯥ ꯂꯣꯏꯅꯅꯥ ꯑꯍꯥꯟꯕꯥ ꯂꯥꯏꯁꯣꯟ ꯈꯔꯥ ꯅꯤꯡꯊꯤꯖꯅꯥ ꯆꯠꯊꯈꯤ꯫ ꯕ꯭ꯔꯦꯛ ꯃꯅꯨꯡꯗꯥ ꯁꯥꯔꯥ ꯀꯧꯕꯥ ꯅꯨꯄꯤꯃꯆꯥ ꯑꯃꯅꯥ ꯃꯍꯥꯛꯀꯤ ꯃꯇꯥꯡ ꯃꯅꯥꯛꯇꯥ ꯂꯥꯛꯈꯤ ꯑꯃꯁꯨꯡ ꯃꯍꯥꯛꯀꯥ ꯋꯥꯔꯤ ꯁꯥꯅꯕꯥ ꯍꯧꯔꯛꯈꯤ꯫ ꯏꯃꯤꯂꯤꯅꯥ ꯅꯣꯛꯈꯤ ꯑꯃꯁꯨꯡ ꯃꯍꯥꯛꯅꯥ ꯁꯦꯝꯈꯤꯕꯥ ꯑꯍꯥꯟꯕꯥ ꯃꯔꯨꯞ ꯑꯗꯨꯒꯤꯗꯃꯛ ꯊꯥꯒꯠꯄꯥ ꯐꯣꯡꯗꯣꯛꯈꯤ꯫ ꯅꯨꯃꯤꯠ ꯑꯗꯨ ꯆꯠꯊꯔꯛꯄꯒꯥ ꯂꯣꯏꯅꯅꯥ ꯏꯃꯤꯂꯤꯅꯥ ꯃꯍꯥꯛꯀꯤ ꯑꯅꯧꯕꯥ ꯁ꯭ꯀꯨꯜꯗꯥ ꯍꯦꯟꯅꯥ ꯅꯨꯡꯉꯥꯏꯕꯥ ꯐꯥꯎꯈꯤ꯫ ꯃꯍꯥꯛꯅꯥ ꯃꯍꯥꯛꯀꯤ ꯀ꯭ꯂꯥꯁꯁꯤꯡ ꯅꯨꯡꯉꯥꯏꯅꯥ ꯂꯧꯈꯤ ꯑꯃꯁꯨꯡ ꯃꯍꯥꯛꯀꯤ ꯄꯨꯛꯅꯤꯡ ꯆꯤꯡꯁꯤꯟꯈꯤꯕꯥ ꯀ꯭ꯂꯞ ꯑꯃꯗꯥ ꯐꯥꯎꯕꯥ ꯌꯥꯎꯈꯤ꯫ ꯅꯨꯃꯤꯠ ꯑꯗꯨ ꯂꯣꯏꯔꯛꯄꯗꯥ ꯏꯃꯤꯂꯤꯅꯥ ꯈꯣꯡꯊꯥꯡ ꯑꯗꯨꯒꯤ ꯃꯇꯥꯡꯗꯥ ꯌꯥꯝꯅꯥ ꯍꯦꯟꯅꯥ ꯐꯒꯠꯂꯛꯈꯤ ꯑꯃꯁꯨꯡ ꯃꯊꯪꯒꯤ ꯅꯨꯃꯤꯠꯇꯥ ꯁ꯭ꯀꯨꯜꯗꯥ ꯍꯜꯂꯛꯄꯗꯥ ꯌꯥꯝꯅꯥ ꯍꯔꯥꯎꯈꯤ꯫ ꯏꯃꯤꯂꯤꯅꯥ ꯕꯤꯜꯗꯤꯡ ꯑꯗꯨꯗꯒꯤ ꯊꯣꯔꯛꯄꯥ ꯃꯇꯝꯗꯥ ꯑꯃꯁꯨꯡ ꯃꯃꯥꯒꯤ ꯒꯥꯔꯤꯒꯤ ꯃꯅꯥꯛꯇꯥ ꯆꯠꯄꯥ ꯃꯇꯝꯗꯥ, ꯑꯅꯧꯕꯥ ꯃꯐꯝ ꯑꯃꯗꯥ ꯑꯃꯨꯛ ꯍꯟꯅꯥ ꯍꯧꯗꯣꯛꯄꯥ ꯑꯁꯤ ꯑꯁꯨꯛ ꯌꯥꯝꯅꯥ ꯋꯥꯕꯥ ꯅꯠꯇꯦ ꯍꯥꯏꯕꯥ ꯈꯪꯈꯤ꯫ ꯀꯔꯤꯒꯨꯝꯕꯥ ꯃꯇꯝꯗꯥ, ꯑꯅꯧꯕꯥ ꯑꯦꯛꯁꯄ꯭ꯔꯤꯌꯦꯟꯁꯁꯤꯡ ꯂꯧꯁꯤꯟꯕꯅꯕꯥ ꯑꯃꯁꯨꯡ ꯃꯗꯨꯒꯤ ꯈ꯭ꯋꯥꯏꯗꯒꯤ ꯐꯕꯥ ꯀꯥꯟꯅꯕꯥ ꯂꯧꯅꯕꯥ ꯑꯃꯁꯨꯡ ꯑꯃꯨꯛꯇꯪ ꯋꯥꯈꯜ ꯈꯟꯕꯥ ꯈꯛꯇꯅꯤ꯫ ꯄꯨꯡ ꯑꯃꯗꯥ ꯑꯅꯧꯕꯥ ꯁ꯭ꯀꯤꯜ ꯑꯃꯥ ꯑꯣꯟꯂꯥꯏꯟꯗꯥ ꯇꯝꯁꯤꯜꯂꯨ꯫ ꯑꯔꯇꯤꯐꯤꯁꯦꯜ ꯏꯟꯇꯤꯂꯤꯖꯦꯟꯁ ꯑꯃꯥ ꯑꯣꯏꯅꯥ ꯑꯩꯍꯥꯛꯅꯥ ꯇꯣꯉꯥꯟ ꯇꯣꯉꯥꯟꯕꯥ ꯑꯣꯟꯂꯥꯏꯟ ꯔꯤꯁꯣꯔꯁꯁꯤꯡꯒꯤ ꯈꯨꯠꯊꯥꯡꯗꯥ ꯈꯣꯡꯖꯦꯜ ꯌꯥꯡꯅꯥ ꯑꯅꯧꯕꯥ ꯁ꯭ꯀꯤꯜꯁꯤꯡ ꯇꯝꯕꯥ ꯉꯝꯃꯤ꯫ ꯑꯗꯨꯕꯨ ꯑꯩꯍꯥꯛꯅꯥ ꯑꯅꯧꯕꯥ ꯁ꯭ꯀꯤꯜ ꯑꯃꯥ ꯇꯝꯕꯗꯥ ꯆꯪꯕꯥ ꯃꯇꯝ ꯑꯁꯤ ꯈꯨꯠꯇꯥ ꯂꯩꯔꯤꯕꯥ ꯁ꯭ꯀꯤꯜ ꯑꯗꯨꯒꯤ ꯀꯝꯄ꯭ꯂꯦꯛꯁ ꯑꯣꯏꯕ ꯃꯈꯥ ꯄꯣꯜꯂꯤ꯫ ꯈꯨꯗꯝ ꯑꯣꯏꯅꯥ, ꯀꯔꯤꯒꯨꯝꯕꯥ ꯊꯕꯛ ꯑꯗꯨ ꯑꯅꯧꯕꯥ ꯂꯣꯜ ꯑꯃꯥ ꯇꯝꯅꯕꯒꯤ ꯑꯣꯏꯔꯕꯗꯤ ꯄꯨꯡ ꯑꯃꯗꯒꯤ ꯍꯦꯟꯅꯥ ꯆꯪꯂꯝꯕꯥ ꯌꯥꯏ꯫ ꯑꯗꯨꯕꯨ ꯀꯔꯤꯒꯨꯝꯕꯥ ꯊꯕꯛ ꯑꯗꯨ ꯑꯀꯛꯅꯕꯥ ꯑꯦꯛꯁꯟ ꯑꯃꯥ ꯀꯔꯝꯅꯥ ꯄꯥꯡꯊꯣꯛꯀꯗꯒꯦ ꯍꯥꯏꯕꯗꯨ ꯇꯝꯁꯤꯟꯕꯥ ꯑꯣꯏꯔꯕꯗꯤ, ꯈꯨꯗꯝ ꯑꯣꯏꯅꯥ ꯀꯣꯠ ꯑꯃꯥ ꯁꯦꯝꯕꯥ ꯍꯥꯏꯕꯁꯤꯅꯤ, ꯑꯩꯍꯥꯛꯅꯥ ꯁꯣꯏꯗꯅꯥ ꯄꯨꯡ ꯑꯃꯒꯤ ꯃꯅꯨꯡꯗꯥ ꯁ꯭ꯀꯤꯜ ꯑꯗꯨ ꯂꯧꯕꯥ ꯉꯝꯒꯅꯤ꯫ ꯑꯩꯅꯥ ꯂꯧꯕꯥ ꯃꯊꯧ ꯇꯥꯕꯥ ꯁ꯭ꯀꯤꯜ ꯑꯗꯨꯒꯥ ꯃꯔꯤ ꯂꯩꯅꯕꯥ ꯑꯣꯟꯂꯥꯏꯟ ꯀꯣꯔꯁꯁꯤꯡ, ꯇ꯭ꯌꯨꯇꯣꯔꯤꯌꯦꯜꯁꯤꯡ ꯑꯃꯁꯨꯡ ꯒꯥꯏꯠꯁꯤꯡ ꯊꯤꯅꯕꯥ ꯏꯟꯇꯔꯅꯦꯠꯇꯥ ꯆꯪꯗꯨꯅꯥ ꯍꯧꯔꯛꯈꯤꯒꯅꯤ ꯑꯃꯁꯨꯡ ꯃꯗꯨꯒꯤ ꯃꯇꯨꯡꯗꯥ ꯆꯦꯛꯁꯤꯟꯅꯥ ꯁꯦꯝꯈꯤꯕꯥ ꯑꯦꯜꯒꯣꯔꯤꯊꯝꯁꯤꯡꯒꯤ ꯈꯨꯠꯊꯥꯡꯗꯥ ꯏꯝꯄ꯭ꯂꯤꯃꯦꯟꯇ ꯇꯧꯗ꯭ꯔꯤꯉꯩꯒꯤ ꯃꯃꯥꯡꯗꯥ ꯌꯥꯔꯤꯕꯃꯈꯩ ꯂꯧꯁꯤꯡ ꯂꯧꯁꯤꯟꯅꯕꯥ ꯃꯈꯥ ꯆꯠꯊꯒꯅꯤ꯫